ꯀ꯭ꯔꯤꯃꯤꯅꯦꯜ ꯖꯁ꯭ꯇꯤꯁ ꯁꯤꯁ꯭ꯇꯦꯝꯗ ꯇꯦꯛꯅꯣꯂꯣꯖꯤ ꯁꯤꯖꯤꯟꯅꯕꯒꯤ ꯃꯇꯥꯡꯗ ꯑꯦꯁꯦꯁ ꯇꯧꯕ꯫ ꯀ꯭ꯔꯤꯃꯤꯅꯦꯜ ꯖꯁ꯭ꯇꯤꯁ ꯁꯤꯁ꯭ꯇꯦꯝꯗ ꯇꯦꯛꯅꯣꯂꯣꯖꯤ ꯁꯤꯖꯤꯟꯅꯕ ꯑꯁꯤ ꯆꯍꯤ ꯀꯌꯥꯗꯒꯤ ꯌꯥꯝꯅ ꯆꯥꯎꯈꯠꯂꯛꯂꯤ ꯑꯃꯁꯨꯡ ꯖꯁ꯭ꯇꯤꯁ ꯑꯦꯗꯃꯤꯅꯤꯁꯇ꯭ꯔꯦꯁꯟꯗ ꯏꯐꯤꯁꯤꯑꯦꯟꯁꯤ ꯑꯃꯁꯨꯡ ꯑꯦꯛꯌꯨꯔꯦꯁꯤ ꯍꯦꯟꯒꯠꯍꯟꯕꯗ ꯃꯔꯨꯑꯣꯏꯕ ꯊꯧꯗꯥꯡ ꯂꯧꯔꯤ꯫ ꯉꯁꯤꯗꯤ ꯗꯤꯑꯣꯛꯁꯤꯔꯥꯏꯕꯣꯅ꯭ꯌꯨꯛꯂꯤꯛ ꯑꯦꯁꯤꯗ ꯒꯤ ꯑꯦꯅꯥꯂꯥꯏꯁꯤꯁ, ꯏꯂꯦꯛꯇꯔꯣꯅꯤꯛ ꯃꯣꯅꯤꯇꯔ ꯇꯧꯕ ꯑꯃꯁꯨꯡ ꯍꯛꯆꯥꯡꯒꯤ ꯀꯦꯃꯦꯔꯥꯒꯨꯝꯕꯥ ꯇꯣꯉꯥꯟ ꯇꯣꯉꯥꯟꯕ ꯃꯈꯜꯒꯤ ꯇꯦꯛꯅꯣꯂꯣꯖꯤꯁꯤꯡ ꯑꯁꯤ ꯀ꯭ꯔꯤꯃꯤꯅꯦꯜ ꯖꯁ꯭ꯇꯤꯁ ꯁꯤꯁ꯭ꯇꯦꯝꯒꯤ ꯇꯣꯉꯥꯟ ꯇꯣꯉꯥꯟꯕ ꯊꯥꯛꯁꯤꯡꯗ ꯄꯥꯛ ꯁꯟꯅ ꯁꯤꯖꯤꯟꯅꯔꯤ꯫ ꯇꯦꯛꯅꯣꯂꯣꯖꯤꯅ ꯃꯁꯛ ꯊꯣꯛꯄ ꯁꯥꯐꯨ ꯑꯃ ꯄꯤꯈꯤꯕ ꯃꯔꯨ ꯑꯣꯏꯕ ꯍꯤꯔꯝꯁꯤꯡꯒꯤ ꯃꯅꯨꯡꯗ ꯑꯃꯗꯤ ꯐꯣꯔꯦꯟꯁꯤꯛ ꯁꯥꯏꯟꯁꯅꯤ꯫ꯗꯤꯑꯣꯛꯁꯤꯔꯥꯏꯕꯣꯅ꯭ꯌꯨꯛꯂꯤꯛ ꯑꯦꯁꯤꯗꯒꯤ ꯑꯦꯅꯥꯂꯥꯏꯁꯤꯁ, ꯐꯤꯒꯔ ꯄ꯭ꯔꯤꯟꯇꯤꯡ, ꯑꯃꯁꯨꯡ ꯕꯦꯂꯤꯁ꯭ꯇꯤꯛ ꯇꯦꯁ꯭ꯇꯤꯡꯒꯨꯝꯕ ꯑꯍꯣꯡꯕ ꯇꯦꯛ ꯇꯦꯛꯅꯤꯛꯁꯤꯡꯒꯤ ꯈꯨꯠꯊꯥꯡꯗ ꯐꯣꯔꯦꯟꯁꯤꯛ ꯑꯦꯛꯁꯄꯔꯇꯁꯤꯡꯅ ꯑꯀꯤꯕ ꯄꯣꯛꯍꯟꯕ ꯃꯤꯑꯣꯏꯁꯤꯡꯕꯨ ꯀ꯭ꯔꯥꯏꯝꯒꯤ ꯃꯐꯝꯁꯤꯡꯒ ꯑꯆꯨꯝꯕ ꯃꯑꯣꯡꯗ ꯁꯝꯅꯍꯟꯕ ꯉꯝꯃꯤ꯫ ꯃꯁꯤꯅ ꯗꯤꯇꯦꯛꯇꯤꯚꯁꯤꯡ ꯑꯃꯁꯨꯡ ꯄ꯭ꯔꯣꯁꯤꯛꯀ꯭ꯌꯨꯇꯔꯁꯤꯡꯗ ꯍꯦꯟꯅ ꯃꯄꯥꯡꯒꯜ ꯀꯟꯕ ꯀꯦꯁꯁꯤꯡ ꯁꯦꯝꯒꯠꯄꯗ ꯃꯇꯦꯡ ꯄꯥꯡꯏ꯫ ꯃꯁꯤꯅ ꯃꯊꯪ ꯃꯅꯥꯎ ꯅꯥꯏꯅ ꯏꯟꯚꯦꯁ꯭ꯇꯤꯒꯦꯁꯟꯁꯤꯡ ꯑꯃꯁꯨꯡ ꯋꯥꯌꯦꯜ ꯄꯤꯕꯒꯤ ꯑꯆꯨꯝꯕ ꯊꯧꯑꯣꯡ ꯐꯒꯠꯍꯟꯕꯗ ꯃꯇꯦꯡ ꯄꯥꯡꯂꯤ꯫ ꯃꯁꯤꯅ ꯑꯔꯥꯟꯕ ꯋꯥꯌꯦꯜ ꯄꯤꯕꯒꯤ ꯆꯥꯡ ꯍꯟꯊꯍꯜꯂꯦ꯫ ꯀ꯭ꯔꯤꯃꯤꯅꯦꯜ ꯖꯁ꯭ꯇꯤꯁ ꯁꯤꯁ꯭ꯇꯦꯝꯗ ꯇꯦꯛꯅꯣꯂꯣꯖꯤꯒꯤ ꯑꯇꯣꯞꯄ ꯃꯔꯨꯑꯣꯏꯕ ꯑꯦꯞꯂꯤꯀꯦꯁꯟ ꯑꯃꯗꯤ ꯏꯂꯦꯛꯇꯔꯣꯅꯤꯛ ꯃꯣꯅꯤꯇꯔꯁꯤꯡ ꯃꯣꯅꯤꯇꯔꯅꯤ꯫ꯃꯁꯤ ꯖꯦꯜꯗ ꯊꯝꯕꯒꯤ ꯃꯍꯨꯠꯇ ꯑꯇꯣꯞꯄ ꯃꯑꯣꯡ ꯑꯃ ꯑꯣꯏꯅ ꯄꯥꯛ ꯁꯟꯅ ꯁꯤꯖꯤꯟꯅꯩ꯫ ꯒ꯭ꯂꯣꯕꯦꯜ ꯄꯣꯖꯤꯁꯅꯤꯡ ꯁꯤꯁ꯭ꯇꯦꯝꯀꯤ ꯇ꯭ꯔꯦꯀꯤꯡꯒ ꯂꯣꯏꯅꯅ ꯁꯦꯝꯕ ꯑꯦꯟꯀꯦꯜ ꯕ꯭ꯔꯦꯁꯂꯦꯠꯒꯨꯝꯕ ꯗꯤꯚꯥꯏꯁꯁꯤꯡꯒꯤ ꯈꯨꯠꯊꯥꯡꯗ ꯑꯣꯊꯣꯔꯤꯇꯤꯁꯤꯡꯅ ꯑꯣꯐꯦꯟꯗꯔꯁꯤꯡꯒꯤ ꯆꯠꯊꯣꯛ-ꯆꯠꯁꯤꯟ ꯑꯃꯁꯨꯡ ꯊꯕꯛ ꯊꯧꯔꯝꯁꯤꯡ ꯌꯦꯡꯁꯤꯟꯕ ꯉꯝꯃꯤ꯫ ꯃꯈꯣꯏꯅ ꯃꯈꯣꯏꯕꯨ ꯊꯥꯗꯣꯛꯄꯒꯤ ꯀꯟꯗꯤꯁꯟꯁꯤꯡ ꯉꯥꯛꯅ ꯆꯠꯄ ꯉꯝꯍꯜꯂꯤ꯫ ꯃꯁꯤꯒꯤ ꯍꯣꯏ ꯑꯦꯄꯔꯣꯁ ꯑꯁꯤꯅꯥ, ꯖꯦꯜꯗ ꯃꯤ ꯌꯥꯝꯅ ꯇꯤꯟꯕ ꯍꯟꯊꯍꯟꯕꯗ ꯃꯇꯦꯡ ꯄꯥꯡꯕꯇ ꯅꯠꯇꯅ ꯑꯣꯐꯦꯟꯗꯔꯁꯤꯡꯕꯨ ꯁꯨꯄꯔꯚꯤꯖꯟꯒꯤ ꯃꯈꯥꯗ ꯂꯩꯕ ꯃꯇꯝꯗ ꯈꯨꯟꯅꯥꯏꯗ ꯑꯃꯨꯛ ꯍꯟꯅꯥ ꯆꯪꯁꯤꯟꯕ ꯌꯥꯍꯜꯂꯤ꯫ ꯂꯣ ꯑꯦꯐꯣꯔꯁꯃꯦꯟꯇ ꯑꯦꯖꯦꯟꯁꯤꯁꯤꯡꯁꯨ ꯕꯣꯗꯤ ꯀꯦꯃꯦꯔꯥ ꯁꯤꯖꯤꯟꯅꯕꯒꯤ ꯃꯑꯣꯡ ꯑꯁꯤ ꯄꯥꯛ ꯁꯟꯅ ꯂꯩꯈꯠꯈ꯭ꯔꯦ꯫ ꯃꯈꯣꯏꯁꯤꯡ ꯑꯁꯤ ꯄꯨꯂꯤꯁ ꯑꯣꯐꯤꯁꯔꯁꯤꯡ ꯑꯃꯁꯨꯡ ꯃꯤꯌꯥꯝꯒꯤ ꯃꯔꯛꯇ ꯂꯩꯔꯤꯕ ꯃꯔꯤꯁꯤꯡ ꯔꯦꯀꯣꯔꯗ ꯇꯧꯕ ꯑꯄꯤꯛꯄ ꯄꯣꯠꯆꯩꯁꯤꯡ ꯁꯤꯖꯤꯟꯅꯕ ꯌꯥꯕ ꯀꯦꯃꯦꯔꯥꯁꯤꯡꯅꯤ꯫ ꯍꯥꯏꯔꯤꯕ ꯈꯨꯠꯂꯥꯏꯁꯤꯡ ꯑꯁꯤꯅ ꯊꯧꯗꯣꯛꯁꯤꯡꯒꯤ ꯃꯇꯥꯡꯗ ꯑꯁꯣꯏ-ꯑꯉꯥꯝ ꯌꯥꯎꯗꯕ ꯁꯥꯛꯁꯤ ꯑꯃ ꯑꯣꯏꯅ ꯊꯕꯛ ꯇꯧꯏ꯫ꯃꯁꯤꯅ ꯑꯣꯐꯤꯁꯔꯁꯤꯡꯒꯤ ꯃꯥꯌꯣꯛꯇ ꯋꯥꯊꯣꯛ ꯆꯥꯊꯣꯛ ꯅꯠꯇꯔꯒ ꯋꯥꯀꯠ ꯂꯥꯛꯄ ꯃꯇꯝꯗ ꯃꯃꯜ ꯌꯥꯝꯂꯕ ꯄ꯭ꯔꯃꯥꯟꯁꯤꯡ ꯄꯤꯔꯤ꯫ ꯃꯈꯣꯏꯅ ꯑꯍꯦꯟꯕ ꯐꯣꯔꯁ ꯁꯤꯖꯤꯟꯅꯕꯒꯤ ꯃꯥꯌꯣꯛꯇ ꯂꯥꯟꯊꯦꯡꯅꯕꯁꯨ ꯊꯕꯛ ꯇꯧꯏ꯫ꯃꯁꯤꯅ ꯄꯨꯂꯤꯁ ꯁꯡꯗ ꯍꯦꯟꯅ ꯑꯦꯀꯥꯎꯟꯇꯦꯕꯤꯂꯤꯇꯤ ꯑꯃꯁꯨꯡ ꯇ꯭ꯔꯥꯟꯁꯄꯔꯦꯟꯁꯤ ꯍꯦꯟꯒꯠꯍꯜꯂꯤ꯫ ꯂꯣꯏꯁꯤꯜꯂꯛꯄꯗ ꯇꯦꯛꯅꯣꯂꯣꯖꯤꯅꯥ ꯀ꯭ꯔꯤꯃꯤꯅꯦꯜ ꯖꯁ꯭ꯇꯤꯁ ꯁꯤꯁ꯭ꯇꯦꯝꯗ ꯀꯥꯟꯅꯕ ꯀꯌꯥ ꯑꯃ ꯄꯨꯔꯛꯂꯦ ꯃꯁꯤꯅ ꯏꯐꯤꯁꯤꯑꯦꯟꯁꯤ, ꯇ꯭ꯔꯥꯟꯁꯄꯔꯦꯟꯁꯤ ꯑꯃꯁꯨꯡ ꯑꯦꯀꯥꯎꯟꯇꯦꯕꯤꯂꯤꯇꯤ ꯍꯦꯟꯒꯠꯍꯜꯂꯦ꯫ ꯑꯗꯨꯝ ꯑꯣꯏꯅꯃꯛ, ꯇꯦꯛꯅꯣꯂꯣꯖꯤꯁꯤꯡ ꯑꯁꯤꯒꯤ ꯏꯐꯦꯛꯇꯤꯕꯅꯦꯁ ꯑꯗꯨ ꯃꯈꯥ ꯇꯥꯅꯥ ꯑꯦꯁꯦꯁ ꯇꯧꯕ ꯑꯃꯁꯨꯡ ꯃꯈꯣꯏ ꯑꯁꯤꯕꯨ ꯗꯥꯏ ꯂꯩꯕ ꯑꯃꯁꯨꯡ ꯏꯊꯤꯀꯦꯜ ꯑꯣꯏꯕ ꯃꯑꯣꯡꯗ ꯁꯤꯖꯤꯟꯅꯕ ꯌꯥꯍꯟꯕ ꯑꯁꯤ ꯌꯥꯝꯅ ꯃꯔꯨꯑꯣꯏ꯫